ꯃꯄꯥꯟ ꯂꯩꯕꯥꯛ ꯑꯃꯗ ꯆꯠꯊꯣꯛ-ꯆꯠꯁꯤꯟ ꯇꯧꯕ ꯄꯥꯝꯕꯒꯤ ꯋꯥꯈꯜꯂꯣꯟ ꯑꯗꯨ ꯁꯦꯝꯒꯠꯄ꯫ ꯃꯄꯥꯟ ꯂꯩꯕꯥꯛꯇ ꯆꯠꯄ ꯑꯁꯤ ꯅꯨꯡꯉꯥꯏꯕ ꯑꯃꯁꯨꯡ ꯄꯨꯟꯁꯤ ꯍꯣꯡꯍꯟꯕ ꯉꯝꯕ ꯑꯦꯛꯁꯄꯔꯤꯌꯦꯟꯁ ꯑꯃ ꯑꯣꯏꯕ ꯌꯥꯏ꯫ ꯑꯅꯧꯕ ꯂꯝꯁꯤꯡ ꯊꯤꯕ, ꯇꯣꯉꯥꯟ ꯇꯣꯉꯥꯟꯕ ꯀꯜꯆꯔꯁꯤꯡꯗ ꯂꯨꯄꯆꯕ ꯑꯃꯁꯨꯡ ꯑꯅꯧꯕꯀ ꯆꯤꯟꯖꯥꯛꯁꯤꯡ ꯍꯣꯠꯅꯕꯒꯤ ꯑꯄꯥꯝꯕ ꯑꯁꯤ ꯃꯤꯌꯥꯝꯅ ꯃꯄꯥꯟꯗ ꯆꯠꯄ ꯈꯟꯕꯒꯤ ꯃꯔꯝ ꯈꯔꯈꯛꯇꯅꯤ꯫ ꯑꯇꯦꯟꯕ ꯃꯇꯝꯒꯤ ꯁꯨꯇꯤꯒꯤ ꯑꯣꯏꯔꯕꯁꯨ ꯅꯠꯇ꯭ꯔꯒ ꯃꯇꯝ ꯁꯥꯡꯅ ꯆꯠꯄꯒꯤ ꯑꯣꯏꯔꯕꯁꯨ ꯃꯄꯥꯟ ꯂꯩꯕꯥꯛꯇ ꯆꯠꯄꯅ ꯑꯅꯧꯕ ꯃꯤꯠꯌꯦꯡ, ꯈꯣꯟꯖꯦꯜ ꯑꯃꯁꯨꯡ ꯃꯤꯠꯌꯦꯡꯗ ꯅꯍꯥꯛꯀꯤ ꯃꯤꯠꯌꯦꯡ ꯍꯥꯡꯗꯣꯛꯄ ꯉꯝꯒꯅꯤ꯫ ꯃꯄꯥꯟꯗ ꯆꯠꯊꯣꯛ-ꯆꯠꯁꯤꯟ ꯇꯧꯕ ꯄꯥꯝꯂꯤꯕ ꯑꯍꯥꯟꯕ ꯈꯣꯡꯊꯥꯡ ꯑꯁꯤ ꯃꯍꯧꯁꯥꯅ ꯋꯥꯈꯜ ꯋꯥꯕ ꯑꯁꯤꯅ ꯊꯣꯛꯍꯜꯂꯤ꯫ ꯃꯤꯌꯥꯝꯅ ꯑꯌꯥꯝꯕꯅ ꯐꯖꯔꯕ ꯃꯐꯝꯁꯤꯡꯒꯤ ꯃꯔꯝꯗ ꯇꯥꯕ ꯐꯪꯏ꯫ ꯊꯥꯖꯕ ꯌꯥꯗꯕ ꯐꯣꯇꯣꯁꯤꯡ ꯎꯕ ꯐꯪꯏ ꯅꯠꯇ ꯅꯠꯇ꯭ꯔꯒ ꯃꯔꯨꯞꯁꯤꯡ ꯑꯃꯁꯨꯡ ꯏꯃꯨꯡ ꯃꯅꯨꯡꯗꯒꯤ ꯋꯥꯔꯤꯁꯤꯡ ꯇꯥꯕ ꯐꯪꯏ꯫ ꯃꯗꯨꯅ ꯃꯈꯣꯏꯗ ꯃꯥꯂꯦꯝ ꯑꯁꯤ ꯍꯦꯟꯅ ꯎꯕ ꯄꯥꯝꯅꯕꯒꯤ ꯊꯧꯅꯥ ꯍꯥꯞꯄꯤ꯫ ꯑꯗꯨꯒꯨꯝꯕ ꯀ꯭ꯌꯨꯔꯤꯑꯣꯁꯤꯇꯤ ꯑꯗꯨ ꯄꯤꯛꯁꯤꯜꯂꯕ ꯃꯇꯨꯡꯗ ꯔꯤꯁꯔꯆ ꯑꯃꯁꯨꯡ ꯄ꯭ꯂꯥꯅꯤꯡꯅ ꯑꯄꯥꯝꯕ ꯑꯗꯨ ꯍꯦꯟꯅ ꯃꯩ ꯊꯥꯗꯣꯛꯄ ꯉꯝꯒꯅꯤ꯫ ꯑꯀꯛꯅꯕ ꯂꯩꯕꯥꯛ ꯑꯃꯒꯤ ꯄꯨꯋꯥꯔꯤ, ꯂꯣꯜ, ꯆꯠꯅꯕꯤ ꯑꯃꯁꯨꯡ ꯄꯨꯛꯅꯤꯡ ꯆꯤꯡꯁꯤꯟꯅꯤꯡꯉꯥꯏ ꯑꯣꯏꯕꯁꯤꯡꯒꯤ ꯃꯔꯝꯗ ꯈꯪꯕꯅ ꯄꯨꯛꯅꯤꯡ ꯊꯧꯒꯠꯄ ꯄꯣꯛꯍꯟꯕ ꯉꯝꯒꯅꯤ꯫ ꯑꯃꯁꯨꯡ ꯀꯅꯥꯒꯨꯝꯕ ꯑꯃꯅ ꯆꯠꯄꯒꯤ ꯑꯄꯥꯝꯕ ꯑꯗꯨ ꯃꯈꯥ ꯇꯥꯅ ꯆꯦꯠꯁꯤꯠꯍꯟꯕ ꯉꯝꯒꯅꯤ꯫ ꯃꯤꯑꯣꯏ ꯈꯔꯒꯤ ꯑꯣꯏꯅꯗꯤ ꯃꯄꯥꯟ ꯂꯩꯕꯥꯛꯇꯥ ꯆꯠꯄꯅ ꯂꯅꯥꯏꯒꯤ ꯑꯣꯏꯕ ꯄꯥꯟꯗꯝꯁꯤꯡꯁꯨ ꯃꯄꯨꯡ ꯐꯥꯍꯟꯕ ꯉꯝꯃꯤ꯫ ꯃꯗꯨꯗꯤ ꯑꯅꯧꯕ ꯂꯣꯜ ꯑꯃ ꯇꯝꯕ ꯅꯠꯇ꯭ꯔꯒ ꯃꯈꯣꯏꯒꯤ ꯏꯄꯥ-ꯏꯄꯨꯒꯤ ꯃꯔꯝꯗ ꯊꯤꯖꯤꯟꯕ ꯑꯁꯤꯅꯆꯤꯡꯕꯥ꯫ ꯑꯇꯣꯞꯄꯁꯤꯡꯅ ꯃꯄꯥꯟꯗ ꯚꯣꯂꯨꯟꯇꯔꯤ ꯑꯣꯏꯅ ꯊꯕꯛ ꯇꯧꯕ ꯅꯠꯇ꯭ꯔꯒ ꯊꯕꯛ ꯇꯧꯕ ꯄꯥꯝꯂꯕꯁꯨ ꯅꯠꯇ꯭ꯔꯒ ꯁꯨꯞꯅꯒꯤ ꯃꯐꯝ ꯑꯃꯗ ꯑꯍꯣꯡꯕ ꯑꯃ ꯂꯥꯛꯄ ꯑꯃꯁꯨꯡ ꯅꯨꯡꯇꯤꯒꯤ ꯄꯨꯟꯁꯤꯒꯤ ꯊꯧꯑꯣꯡꯁꯤꯡꯗꯒꯤ ꯂꯥꯞꯊꯣꯛꯄ ꯄꯥꯝꯂꯕꯁꯨ ꯌꯥꯏ꯫ ꯃꯔꯝ ꯑꯁꯤ ꯀꯔꯤꯒꯨꯝꯕ ꯑꯃ ꯑꯣꯏꯔꯕꯁꯨ, ꯃꯄꯥꯟꯗ ꯆꯠꯄ ꯑꯁꯤ ꯀꯅꯥꯒꯨꯝꯕ ꯑꯃꯒꯤ ꯀꯝꯐꯣꯔꯠ ꯖꯣꯟꯒꯤ ꯃꯄꯥꯟꯗ ꯈꯣꯡꯗꯥꯕ ꯃꯁꯥꯃꯛꯄꯨ ꯆꯦꯂꯦꯟꯖ ꯇꯧꯕ ꯑꯃꯁꯨꯡ ꯀꯥꯎꯔꯣꯏꯗꯕ ꯅꯤꯡꯁꯤꯡꯅꯤꯡꯉꯥꯏ ꯑꯣꯏꯕ ꯋꯥꯔꯤꯁꯤꯡ ꯁꯦꯝꯒꯠꯄꯒꯤ ꯑꯉꯛꯄ ꯈꯨꯗꯣꯡꯆꯥꯕ ꯑꯃꯅꯤ꯫